ꯃꯦꯇꯜ ꯑꯣꯁꯥꯏꯗ ꯁꯦꯃꯤꯀꯟꯗꯛꯇꯔ ꯇꯦꯛꯅꯣꯂꯣꯖꯤ ꯑꯁꯤ ꯁꯤꯂꯤꯀꯣꯟ ꯀ꯭ꯋꯥꯟꯇꯝ ꯗꯣꯠꯁꯤꯡ ꯁꯦꯝꯕꯗ ꯁꯤꯖꯤꯟꯅꯕ ꯌꯥꯏ꯫ ꯏꯂꯦꯛꯇ꯭ꯔꯣꯟꯁꯤꯡ (ꯍꯣꯜꯁ) ꯑꯃꯅ ꯑꯃꯗ ꯆꯥꯔꯖ ꯇꯧꯕꯅ ꯃꯔꯝ ꯑꯣꯏꯗꯨꯅ ꯇ꯭ꯔꯥꯟꯖꯤꯁ꯭ꯇꯔ ꯑꯁꯤ ꯀꯨꯂꯣꯝꯕ ꯕ꯭ꯂꯦꯀꯦ ꯎꯠꯂꯤ꯫ ꯆꯦꯅꯦꯜ ꯑꯗꯨꯗ ꯀꯣꯟꯐꯥꯏꯟꯗ ꯂꯩꯕ ꯏꯂꯦꯛꯇ꯭ꯔꯣꯟꯁꯤꯡꯒꯤ ꯃꯁꯤꯡ (ꯍꯣꯜꯁ) ꯑꯁꯤ ꯒꯦꯠ ꯚꯣꯜꯇꯦꯖ ꯑꯁꯤꯅ ꯆꯂꯥꯏ, ꯃꯁꯤ ꯖꯤꯔꯣ ꯏꯂꯦꯛꯇ꯭ꯔꯣꯟꯁꯤꯡꯒꯤ ꯑꯣꯄ꯭ꯌꯨꯖꯦꯁꯟ ꯑꯃꯗꯒꯤ ꯍꯧꯏ (ꯍꯣꯜꯁ) ꯑꯃꯁꯨꯡ ꯃꯁꯤ ꯑꯃ ꯅꯠꯇ꯭ꯔꯒ ꯀꯌꯥ ꯑꯃꯗ ꯊꯝꯕ ꯌꯥꯏ꯫ ꯚꯥꯏꯔꯜ ꯑꯦꯁꯦꯝꯕ꯭ꯂꯤ ꯏꯂꯦꯛꯇ꯭ꯔꯣꯀꯦꯃꯤꯀꯦꯜ ꯑꯦꯁꯦꯝꯕ꯭ꯂꯤ ꯑꯆꯧꯕ ꯄꯣꯠ ꯄꯨꯊꯣꯛꯄ ꯀ꯭ꯋꯥꯟꯇꯝ ꯗꯣꯠ ꯄꯨꯊꯣꯛꯄ ꯑꯁꯤ ꯍꯥꯏ ꯇꯦꯝꯄꯔꯦꯆꯔ ꯗ꯭ꯌꯨꯋꯦꯜ ꯏꯟꯖꯦꯛꯁꯟ ꯀꯧꯕ ꯊꯧꯑꯣꯡ ꯑꯃꯗ ꯃꯈꯥ ꯄꯣꯜꯂꯤ, ꯃꯁꯤ ꯇꯣꯉꯥꯟ-ꯇꯣꯉꯥꯟꯕ ꯀꯝꯄꯅꯤꯁꯤꯡꯅ ꯑꯆꯧꯕ ꯆꯥꯡꯗ (ꯀ꯭ꯋꯥꯟꯇꯝ ꯗꯣꯠꯁꯤꯡꯒꯤ ꯀ꯭ꯋꯥꯟꯇꯝ ꯗꯣꯠꯁꯤꯡ ꯇꯣꯟ ꯆꯥꯃꯗꯒꯤ ꯇꯣꯟ ꯆꯥꯝꯃ ꯐꯥꯎꯕ) ꯃꯊꯧ ꯇꯥꯕ ꯂꯂꯣꯟ-ꯏꯇꯤꯛꯀꯤ ꯑꯣꯏꯕ ꯁꯤꯖꯤꯟꯅꯕꯒꯤꯗꯃꯛꯇ ꯆꯥꯡ ꯑꯣꯟꯈ꯭ꯔꯦ꯫ ꯃꯁꯤꯒꯤ ꯑꯃꯨꯛ ꯍꯟꯅ ꯄꯨꯊꯣꯛꯄ ꯌꯥꯕ ꯄꯣꯠꯊꯣꯛ ꯄꯨꯊꯣꯛꯄꯒꯤ ꯊꯧꯑꯣꯡ ꯑꯁꯤ ꯄꯥꯛ-ꯆꯥꯎꯔꯕ ꯀ꯭ꯋꯥꯟꯇꯝ ꯗꯣꯠꯀꯤ ꯆꯥꯡ ꯑꯃꯁꯨꯡ ꯀꯝꯄꯣꯖꯤꯁꯟꯁꯤꯡꯗ ꯁꯤꯖꯤꯟꯅꯕ ꯌꯥꯏ꯫ ꯑꯍꯨꯝ-ꯗ ꯌꯨꯝꯐꯝ ꯑꯣꯏꯕ ꯀ꯭ꯋꯥꯟꯇꯝ ꯗꯣꯠꯁꯤꯡꯒꯨꯝꯕ ꯑꯀꯛꯅꯕ ꯀꯦꯗꯃꯤꯌꯝ ꯌꯥꯎꯗꯕ ꯀ꯭ꯋꯥꯟꯇꯝ ꯗꯣꯠꯁꯤꯡꯗ ꯂꯩꯕ ꯕꯣꯟꯗꯤꯡ ꯑꯁꯤ ꯑꯅꯤ-ꯒꯤ ꯃꯆꯥꯛꯁꯤꯡꯗꯒꯤ ꯍꯦꯟꯅ ꯀꯣꯚꯂꯦꯟ ꯑꯣꯏ, ꯃꯔꯝ ꯑꯗꯨꯅ ꯑꯋꯥꯡꯕ ꯑꯏꯪ ꯑꯁꯥꯒꯤ ꯗ꯭ꯌꯨꯋꯦꯜ ꯏꯟꯖꯦꯛꯁꯟ ꯁꯤꯟꯊꯦꯁꯤꯁꯒꯤ ꯈꯨꯠꯊꯥꯡꯗ ꯅꯦꯅꯣꯄꯥꯔꯇꯤꯀꯜ ꯅ꯭ꯌꯨꯀ꯭ꯂꯤꯌꯦꯁꯟ ꯑꯃꯁꯨꯡ ꯆꯥꯎꯈꯠꯄ ꯑꯁꯤ ꯈꯥꯏꯗꯣꯛꯄ ꯑꯁꯤ ꯍꯦꯟꯅ ꯑꯔꯨꯕ ꯑꯣꯏ꯫ ꯀ꯭ꯋꯥꯟꯇꯝ ꯏꯂꯤꯛ ꯁꯤꯟꯊꯤꯁꯤꯁꯀꯤ ꯑꯇꯣꯞꯄ ꯄꯥꯝꯕꯩ ꯑꯃ ꯑꯣꯏꯔꯤꯕ, ꯃꯣꯂꯤꯀ꯭ꯌꯨꯂꯔ ꯁꯤꯗꯤꯡ ꯄ꯭ꯔꯣꯁ ꯑꯁꯤꯅ ꯑꯆꯧꯕ ꯆꯥꯡꯗ ꯑꯋꯥꯡꯕ ꯊꯥꯛꯀꯤ ꯀ꯭ꯋꯥꯟꯇꯝ ꯗꯣꯠꯁꯤꯡ ꯄꯨꯊꯣꯛꯄꯗ ꯑꯃꯨꯛ ꯍꯟꯅ ꯄꯨꯊꯣꯛꯄ ꯌꯥꯕ ꯂꯝꯕꯤ ꯑꯃ ꯄꯤꯔꯤ꯫ ꯊꯧꯑꯣꯡ ꯑꯁꯤꯅ ꯅꯦꯅꯣꯄꯥꯔꯇꯤꯀꯜ ꯆꯥꯎꯈꯠꯅꯕꯒꯤꯗꯃꯛ ꯅ꯭ꯌꯨꯀ꯭ꯂꯤꯌꯦꯁꯟ ꯁꯥꯏꯠꯁꯤꯡꯒ ꯃꯣꯂꯤꯀ꯭ꯌꯨꯂꯔ ꯀ꯭ꯂꯁꯇꯔ ꯀꯝꯄꯥꯎꯟꯠꯀꯤ ꯃꯥꯟꯅꯕ ꯃꯣꯂꯤꯀꯜꯁꯤꯡ ꯁꯤꯖꯤꯟꯅꯩ, ꯑꯁꯨꯝꯅ ꯑꯋꯥꯡꯕ ꯑꯏꯪ-ꯑꯁꯥꯒꯤ ꯏꯟꯖꯦꯛꯁꯟ ꯁ꯭ꯇꯦꯞ ꯑꯃꯒꯤ ꯃꯊꯧ ꯇꯥꯗꯕ ꯑꯗꯨ ꯉꯥꯛꯊꯣꯛꯏ꯫ ꯀꯟꯁꯤꯟꯇ꯭ꯔꯤꯛꯀꯤ ꯆꯥꯎꯈꯠꯄ ꯑꯁꯤ ꯄꯥꯝꯂꯤꯕ ꯄꯥꯔꯇꯤꯀꯜ ꯑꯗꯨꯒꯤ ꯆꯥꯡ ꯑꯗꯨ ꯌꯧꯗ꯭ꯔꯤꯐꯥꯎꯕ ꯃꯌꯥꯏ ꯑꯣꯏꯕ ꯑꯏꯪ-ꯑꯁꯥꯗ ꯄ꯭ꯔꯤꯀꯁꯔꯁꯤꯡꯒꯤ ꯃꯇꯝ-ꯃꯇꯝꯒꯤ ꯑꯣꯏꯅ ꯍꯥꯞꯇꯨꯅ ꯊꯝꯃꯤ꯫ ꯃꯣꯂꯤꯀ꯭ꯌꯨꯂꯔ ꯁꯤꯗ ꯇꯧꯕ ꯊꯧꯑꯣꯡ ꯑꯁꯤ ꯀꯦꯗꯃꯤꯌꯝ ꯌꯥꯎꯗꯕ ꯀ꯭ꯋꯥꯟꯇꯝ ꯗꯣꯠꯁꯤꯡ ꯄꯨꯊꯣꯛꯄꯗ ꯈꯛꯇꯗ ꯉꯝꯗꯦ, ꯈꯨꯗꯝ ꯑꯣꯏꯅ ꯊꯧꯑꯣꯡ ꯑꯁꯤ ꯑꯋꯥꯡꯕ ꯊꯥꯛꯀꯤ ꯑꯅꯤ- ꯇꯔꯨꯛ ꯀ꯭ꯋꯥꯟꯇꯝ ꯗꯣꯠꯁꯤꯡꯒꯤ ꯀꯤꯂꯣꯒ꯭ꯔꯥꯝ ꯕꯦꯆꯁꯤꯡ ꯄꯨꯡ ꯈꯔꯒꯤ ꯃꯅꯨꯡꯗ ꯁꯤꯟꯊꯦꯁꯥꯏꯖ ꯇꯧꯅꯕ ꯁꯤꯖꯤꯟꯅꯕ ꯌꯥꯏ꯫ ꯀꯣꯂꯣꯏꯗꯦꯜ ꯀ꯭ꯋꯥꯟꯇꯝ ꯗꯣꯠꯁꯤꯡꯒꯤ ꯑꯆꯧꯕ ꯆꯥꯡꯗ ꯄꯨꯊꯣꯛꯄꯒꯤ ꯑꯇꯣꯞꯄ ꯄꯥꯝꯕꯩ ꯑꯃꯗꯤ ꯁꯤꯟꯊꯤꯁꯤꯁ ꯑꯁꯤꯒꯤꯗꯃꯛꯇ ꯇꯦꯛꯅꯤꯀꯦꯜ ꯀꯟꯇ꯭ꯌꯨꯅ꯭ꯌꯨꯁ ꯐ꯭ꯂꯣ ꯊꯧꯁꯤꯜ ꯑꯃꯗ ꯃꯃꯤꯡ ꯂꯩꯔꯕ ꯑꯁꯥꯕ ꯏꯟꯖꯦꯛꯁꯟ ꯃꯦꯊꯣꯂꯣꯗꯤꯒꯤ ꯍꯣꯡꯗꯣꯛꯄꯗ ꯎꯕ ꯐꯪꯒꯅꯤ꯫ ꯄꯟꯈ꯭ꯔꯤꯕ ꯊꯧꯑꯣꯡ ꯑꯗꯨꯒꯤ ꯃꯅꯨꯡꯗ ꯃꯊꯧ ꯇꯥꯕꯁꯤꯡꯗꯒꯤ ꯊꯣꯛꯂꯛꯂꯤꯕ ꯕꯆ-ꯇꯨ-ꯕꯆ ꯈꯦꯠꯅꯕꯁꯤꯡ ꯑꯁꯤ ꯌꯦꯡꯁꯤꯟꯅꯕ ꯑꯃꯁꯨꯡ ꯆꯥꯎꯈꯠꯅꯕꯒꯤꯗꯃꯛ ꯇꯦꯛꯅꯤꯀꯦꯜ ꯀꯝꯄꯣꯅꯦꯟꯠꯁꯤꯡ ꯁꯤꯖꯤꯟꯅꯕꯒ ꯂꯣꯏꯅꯅ ꯄꯨꯊꯣꯛ-ꯄꯨꯁꯤꯟ ꯑꯃꯁꯨꯡ ꯑꯏꯪ-ꯑꯁꯥꯒꯤ ꯐꯤꯚꯝ ꯁꯦꯝꯗꯣꯛ-ꯁꯦꯝꯖꯤꯟ ꯇꯧꯗꯨꯅ ꯂꯥꯛꯁꯤꯟꯕ ꯌꯥꯏ꯫ ꯀꯪꯂꯩꯄꯥꯛ (ꯑꯔꯤꯕ ꯃꯅꯤꯄꯨꯔ) ꯒꯤ ꯊꯥꯢꯅ ꯃꯃꯥꯡꯉꯩ ꯃꯇꯝꯗꯒꯤ ꯍꯧꯔꯒ ꯉꯁꯤꯐꯥꯎꯕ ꯃꯤꯇꯩ ꯀꯥꯡꯂꯨꯞꯀꯤ ꯑꯉꯥꯡꯁꯤꯡ, ꯅꯍꯥꯁꯤꯡ ꯑꯃꯗꯤ ꯑꯍꯜꯁꯤꯡꯅ ꯁꯥꯟꯅꯔꯤꯕ ꯃꯁꯥꯟꯅ ꯃꯈꯜ ꯀꯌꯥ ꯂꯩ꯫ ꯐꯤꯄꯨꯜ ꯍꯥꯄꯤ (ꯐꯤꯕꯨꯜ ꯍꯥꯕꯤ) ꯃꯁꯥꯟꯅ ꯑꯁꯤ ꯑꯉꯥꯡ ꯇꯔꯥꯅꯤꯊꯣꯏꯅ ꯁꯥꯟꯅꯒꯗꯕꯅꯤ꯫ ꯑꯉꯥꯡ ꯑꯃꯅ ꯁꯒꯣꯜ ꯁꯥꯕ ꯑꯗꯨꯒ ꯑꯃꯅ ꯇꯣꯡꯕ, ꯑꯁꯨꯃꯥꯢꯅ ꯄꯨꯡꯕꯥ ꯄꯨꯡꯕꯥ ꯇꯔꯨꯛ ꯁꯦꯝꯒꯅꯤ꯫ ꯑꯁꯨꯃꯥꯢꯅ ꯁꯦꯝꯂꯕ ꯂꯨꯞ ꯇꯔꯨꯛ ꯀꯤ ꯃꯅꯨꯡꯗ ꯑꯍꯨꯝ - ꯑꯍꯨꯝ ꯃꯤꯆꯪ ꯑꯣꯢꯅꯒꯅꯤ꯫ ꯑꯗꯨꯒ ꯁꯒꯣꯜ ꯃꯊꯛꯇ ꯇꯣꯡꯂꯤꯕ ꯁꯥꯅꯂꯣꯢꯁꯤꯡꯅ ꯐꯤꯄꯨꯜ (ꯐꯤꯕꯨꯜ) ꯍꯨꯟꯕ ꯑꯃꯗꯤ ꯑꯣꯛꯄ ꯇꯧꯗꯨꯅ ꯁꯥꯟꯅꯒꯅꯤ꯫ ꯁꯒꯣꯜ ꯁꯥꯔꯤꯕ ꯑꯗꯨꯒ ꯁꯒꯣꯜ ꯃꯊꯛꯇ ꯇꯣꯡꯂꯤꯕ ꯑꯗꯨꯒ ꯑꯃꯨꯛ ꯑꯃꯨꯛ ꯃꯊꯧ ꯁꯤꯟꯗꯣꯛꯅꯒꯅꯤ ꯑꯣꯟꯊꯣꯛꯅꯒꯅꯤ꯫